ꯕꯤꯖꯤꯅꯦꯁ ꯃꯤꯐꯝꯁꯤꯡ ꯍꯦꯟꯅꯥ ꯏꯐꯤꯁꯤꯑꯦꯟꯇ ꯑꯣꯏꯍꯟꯅꯕ ꯇꯦꯛꯅꯣꯂꯣꯖꯤ ꯁꯤꯖꯤꯟꯅꯕꯒꯤ ꯏꯐꯦꯛꯇꯤꯚ ꯑꯣꯏꯕꯥ ꯃꯑꯣꯡ ꯑꯃꯥ ꯄꯤꯌꯨ꯫ ꯕꯤꯖꯤꯅꯦꯁ ꯃꯤꯐꯝꯁꯤꯡ ꯍꯦꯟꯅꯥ ꯏꯐꯤꯁꯤꯌꯦꯟꯇ ꯑꯣꯏꯍꯟꯅꯕ ꯇꯦꯛꯅꯣꯂꯣꯖꯤ ꯁꯤꯖꯤꯟꯅꯕꯒꯤ ꯃꯑꯣꯡ ꯑꯃꯗꯤ ꯖꯨꯝ ꯅꯠꯇꯔꯒꯥ ꯃꯥꯏꯀꯔꯣꯁꯣꯐ ꯇꯤꯝꯁꯤꯡꯒꯨꯝꯕꯥ ꯑꯣꯟꯂꯥꯏꯟ ꯃꯤꯐꯝ ꯄ꯭ꯂꯦꯠꯐꯣꯔꯝ ꯑꯃꯥ ꯁꯤꯖꯤꯟꯅꯕꯅꯤ꯫ ꯍꯥꯏꯔꯤꯕꯥ ꯄ꯭ꯂꯦꯠꯐꯣꯔꯝꯁꯤꯡ ꯑꯁꯤꯅ ꯃꯤꯐꯝ ꯑꯃꯒꯤ ꯄꯣꯠꯊꯣꯛ ꯄꯨꯊꯣꯛꯄꯥ ꯌꯥꯝꯅꯥ ꯍꯦꯟꯒꯠꯍꯟꯕꯥ ꯉꯝꯕꯥ ꯐꯤꯆꯔꯁꯤꯡ ꯄꯤꯔꯤ꯫ ꯈꯨꯗꯝ ꯑꯣꯏꯅꯥ, ꯁꯔꯨꯛ ꯌꯥꯔꯤꯕꯁꯤꯡꯅꯥ ꯃꯈꯣꯏꯒꯤ ꯁ꯭ꯀꯔꯤꯟꯁꯤꯡ ꯑꯗꯨ ꯔꯤꯑꯦꯜ-ꯇꯥꯏꯝ ꯀꯣꯂꯥꯕꯣꯔꯦꯁꯟ ꯑꯃꯁꯨꯡ ꯋꯥꯈꯜꯂꯣꯟꯁꯤꯡꯒꯤ ꯚꯤꯖꯨꯑꯦꯜ ꯄ꯭ꯔꯖꯦꯟꯇꯦꯁꯟ ꯇꯧꯕꯥ ꯌꯥꯅꯕ ꯁꯦꯌꯔ ꯇꯧꯕꯥ ꯌꯥꯏ꯫ ꯃꯁꯤꯗꯥ ꯅꯠꯇꯅ ꯃꯤꯐꯝ ꯑꯁꯤ ꯔꯦꯀꯣꯔꯗ ꯇꯧꯕꯥ ꯑꯃꯁꯨꯡ ꯇ꯭ꯔꯥꯟꯁꯀꯔꯤꯞꯁꯟ ꯇꯧꯕꯥ ꯌꯥꯏ, ꯃꯁꯤꯅꯥ ꯁꯔꯨꯛ ꯌꯥꯔꯤꯕꯁꯤꯡꯅꯥ ꯌꯥꯎꯗꯕꯥ ꯌꯥꯕꯥ ꯏꯟꯐꯣꯔꯃꯦꯁꯟ ꯑꯃꯠꯇꯥ ꯐꯖꯅꯥ ꯌꯦꯡꯁꯤꯟꯕꯥ ꯌꯥꯍꯜꯂꯤ꯫ ꯃꯁꯤꯒꯤ ꯃꯊꯛꯇꯥ, ꯑꯣꯟꯂꯥꯏꯟ ꯃꯤꯐꯝꯁꯤꯡꯅꯥ ꯆꯠꯊꯣꯛ-ꯆꯠꯁꯤꯟꯒꯤ ꯃꯊꯧ ꯇꯥꯕꯥ ꯍꯟꯊꯍꯜꯂꯤ, ꯃꯗꯨꯅꯥ ꯃꯇꯝ ꯑꯃꯁꯨꯡ ꯁꯦꯜ ꯀꯟꯕ ꯉꯝꯃꯤ꯫ ꯃꯤꯐꯝ ꯃꯅꯨꯡꯗ ꯑꯣꯟꯂꯥꯏꯟ ꯄꯣꯜ ꯅꯠꯇꯔꯒꯥ ꯁꯔꯚꯦ ꯁꯤꯖꯤꯟꯅꯕꯁꯨ ꯐꯤꯗꯕꯦꯛ ꯈꯣꯝꯖꯤꯟꯕꯥ ꯅꯠꯇꯔꯒ ꯊꯨꯅꯥ ꯋꯥꯔꯦꯞ ꯂꯧꯕꯒꯤ ꯏꯐꯦꯛꯇꯤꯕ ꯑꯣꯏꯕꯥ ꯃꯑꯣꯡ ꯑꯃꯥ ꯑꯣꯏꯕꯥ ꯌꯥꯏ꯫ ꯑꯄꯨꯟꯕ ꯑꯣꯏꯅꯥ, ꯑꯣꯟꯂꯥꯏꯟ ꯃꯤꯐꯝ ꯄ꯭ꯂꯦꯠꯐꯣꯔꯝ ꯑꯃꯥ ꯁꯤꯖꯤꯟꯅꯕꯅ ꯃꯤꯐꯝꯒꯤ ꯊꯧꯑꯣꯡ ꯑꯁꯤ ꯂꯥꯏꯊꯣꯛꯍꯟꯕꯥ ꯉꯝꯒꯅꯤ ꯑꯃꯁꯨꯡ ꯄꯥꯎ ꯐꯥꯎꯅꯕꯗꯥ ꯑꯍꯣꯡꯕ ꯄꯨꯔꯛꯄꯥ ꯉꯝꯒꯅꯤ, ꯃꯁꯤꯅꯥ ꯃꯤꯐꯝꯁꯤꯡ ꯑꯁꯤ ꯍꯦꯟꯅꯥ ꯏꯐꯤꯁꯤꯌꯦꯟꯇ ꯑꯃꯁꯨꯡ ꯏꯐꯦꯛꯇꯤꯕ ꯑꯣꯏꯍꯟꯒꯅꯤ꯫ ꯃꯈꯥꯗꯥ ꯄꯤꯔꯤꯕꯥ ꯄꯦꯔꯥꯒ꯭ꯔꯥꯐ ꯑꯁꯤ ꯑꯆꯨꯝꯕ ꯄꯪꯆ꯭ꯌꯨꯑꯦꯜ ꯑꯃꯁꯨꯡ ꯀꯦꯄꯤꯇꯦꯂꯥꯏꯖꯦꯁꯟꯒꯥ ꯂꯣꯏꯅꯅꯥ ꯑꯃꯨꯛ ꯍꯟꯅꯥ ꯐꯣꯔꯃꯦꯠ ꯇꯧ꯫ ꯏꯅꯣꯕꯦꯁꯟꯕꯨ ꯂꯧꯁꯤꯟꯗꯨꯅꯥ ꯑꯃꯁꯨꯡ ꯄꯨꯝꯅꯃꯛꯀꯤ ꯃꯊꯛꯇꯥ ꯂꯥꯏꯕꯛ ꯐꯕꯁꯤꯡꯕꯨ ꯂꯧꯁꯤꯟꯗꯨꯅꯥ ꯃꯥꯡꯂꯣꯝꯗꯥ ꯆꯪꯁꯤꯟꯅꯕꯥ ꯑꯩꯈꯣꯏꯒꯤ ꯃꯤꯁꯟ ꯁ꯭ꯇꯦꯠꯃꯦꯟ ꯁꯤꯡ ꯁ꯭ꯄꯤꯔꯤꯠ ꯑꯗꯨꯒꯥ ꯆꯨꯁꯤꯟꯅꯗꯨꯅꯥ꯫ ꯑꯩꯈꯣꯏꯒꯤ ꯃꯤꯁꯟ ꯁ꯭ꯇꯦꯠꯃꯦꯟꯠꯀꯤ ꯋꯥꯈꯜꯂꯣꯟꯒꯥ ꯂꯣꯏꯅꯅꯥ, ꯏꯅꯣꯕꯦꯁꯟ ꯂꯧꯗꯨꯅ ꯃꯥꯡꯂꯣꯝꯗ ꯆꯪꯁꯤꯟꯕ ꯑꯃꯁꯨꯡ ꯄꯨꯝꯅꯃꯛꯀꯤ ꯃꯊꯛꯇꯥ ꯁꯤꯝꯄꯜꯁꯤꯇꯤ ꯂꯧꯁꯤꯟꯗꯨꯅ ꯃꯥꯡꯂꯣꯝꯗ ꯆꯪꯁꯤꯟꯕ꯫ ꯄ꯭ꯔꯣꯇꯣꯒꯣꯅꯤꯁ꯭ꯠ ꯑꯃꯒꯤ ꯃꯔꯨꯑꯣꯏꯕꯥ ꯆꯔꯤꯇꯔꯒꯤ ꯃꯒꯨꯟꯁꯤꯡ ꯈꯪꯗꯣꯛꯄꯥ꯫ ꯋꯥꯔꯤꯃꯆꯥ ꯑꯃꯗꯤ ꯋꯥꯔꯤꯃꯆꯥꯒꯤ ꯃꯇꯨꯡ ꯏꯟꯅꯥ ꯋꯥꯔꯤꯃꯆꯥꯒꯤ ꯃꯔꯨ ꯑꯣꯏꯕꯥ ꯁꯛꯇꯝꯁꯤꯡ ꯑꯁꯤ ꯈꯦꯠꯅꯩ꯫ ꯑꯗꯨꯝ ꯑꯣꯏꯅꯃꯛ, ꯄ꯭ꯔꯣꯇꯣꯒꯣꯅꯤꯁ꯭ꯠ ꯀꯌꯥꯅꯥ ꯂꯩꯕꯥ ꯌꯥꯕꯥ ꯖꯦꯅꯦꯔꯦꯜ ꯇ꯭ꯔꯦꯠ ꯈꯔꯗꯤ ꯂꯩ ꯃꯗꯨꯗꯤ: ꯊꯧꯅꯥ: ꯄ꯭ꯔꯣꯇꯣꯒꯣꯅꯤꯁ꯭ꯇꯁꯤꯡꯅꯥ ꯃꯈꯣꯏꯒꯤ ꯈꯣꯡꯆꯠꯇꯥ ꯊꯦꯡꯅꯔꯤꯕꯥ ꯁꯤꯡꯅꯕꯁꯤꯡ ꯑꯁꯤ ꯊꯦꯡꯅꯕꯗꯥ ꯑꯃꯁꯨꯡ ꯃꯥꯏꯊꯤꯕꯥ ꯄꯤꯕꯗꯥ ꯊꯧꯅꯥ ꯂꯩ꯫ ꯋꯥꯔꯦꯞ ꯂꯧꯕꯥ: ꯃꯈꯣꯏꯅꯥ ꯑꯌꯥꯝꯕꯅ ꯃꯈꯣꯏꯒꯤ ꯄꯥꯟꯗꯝꯁꯤꯡ ꯐꯪꯅꯕꯥ ꯋꯥꯔꯦꯞ ꯂꯧꯏ ꯑꯃꯁꯨꯡ ꯈꯨꯗꯣꯡꯆꯥꯗꯕꯥ ꯀꯌꯥ ꯃꯥꯌꯣꯛꯅꯔꯕꯁꯨ ꯂꯦꯞꯄꯥ ꯂꯩꯇꯅꯥ ꯍꯣꯠꯅꯒꯅꯤ꯫ ꯏꯝꯄꯥꯇꯤ: ꯄ꯭ꯔꯣꯇꯣꯒꯣꯅꯤꯁ꯭ꯇꯁꯤꯡꯅꯥ ꯑꯇꯣꯞꯄꯒꯤ ꯋꯥꯈꯜ ꯂꯧꯁꯤꯡ ꯂꯧꯁꯤꯟꯕ ꯑꯃꯁꯨꯡ ꯁꯦꯌꯔ ꯇꯧꯕꯥ ꯉꯝꯕꯒꯤ ꯃꯑꯣꯡ ꯂꯩ, ꯃꯗꯨꯅꯥ ꯃꯈꯣꯏꯕꯨ ꯄꯥꯔꯤꯕꯁꯤꯡ ꯅꯠꯇꯔꯒ ꯌꯦꯡꯂꯤꯕꯁꯤꯡꯅ ꯃꯔꯤ ꯂꯩꯅꯕ ꯑꯃꯁꯨꯡ ꯅꯨꯡꯁꯤꯕꯥ ꯉꯝꯍꯜꯂꯤ꯫ ꯋꯥꯈꯜ ꯂꯧꯁꯤꯡ: ꯄ꯭ꯔꯣꯇꯣꯒꯣꯅꯤꯁ꯭ꯇꯁꯤꯡꯅ ꯑꯌꯥꯝꯕꯅ ꯑꯀꯟꯕꯥ ꯄ꯭ꯔꯣꯕ꯭ꯂꯦꯝ ꯁꯣꯜꯕ ꯇꯧꯕꯒꯤ ꯍꯩꯅꯕꯤ ꯂꯩ ꯑꯃꯁꯨꯡ ꯃꯈꯣꯏꯒꯤ ꯈꯣꯡꯗꯥ ꯊꯨꯅꯥ ꯋꯥꯈꯜ ꯈꯟꯕꯥ ꯉꯝꯍꯜꯂꯤ, ꯃꯁꯤꯅꯥ ꯃꯈꯣꯏꯕꯨ ꯑꯔꯨꯕꯥ ꯐꯤꯚꯝꯁꯤꯡꯗꯥ ꯆꯠꯄꯥ ꯉꯝꯍꯜꯂꯤ꯫ ꯔꯦꯁꯤꯂꯤꯌꯦꯟꯁ: ꯃꯈꯣꯏꯅꯥ ꯁꯣꯛꯍꯜꯂꯕꯥ ꯊꯧꯗꯣꯛꯁꯤꯡꯗꯒꯤ ꯂꯥꯞꯅꯥ ꯂꯩꯕꯥ ꯊꯦꯡꯅꯩ, ꯑꯃꯁꯨꯡ ꯃꯈꯣꯏꯒꯤ ꯄꯥꯟꯗꯝꯁꯤꯡ ꯑꯗꯨ ꯑꯅꯧꯕꯥ ꯊꯧꯅꯥꯒ ꯂꯣꯏꯅꯅꯥ ꯃꯈꯥ ꯇꯥꯅꯥ ꯆꯠꯊꯔꯤ꯫ ꯂꯨꯆꯤꯡꯕꯥ: ꯄ꯭ꯔꯣꯇꯣꯒꯣꯅꯤꯁ꯭ꯇꯁꯤꯡ ꯑꯁꯤ ꯑꯌꯥꯝꯕꯅꯥ ꯃꯍꯧꯁꯥꯒꯤ ꯂꯨꯆꯤꯡꯕꯁꯤꯡꯅꯤ, ꯃꯈꯣꯏꯅꯥ ꯑꯇꯣꯞꯄꯁꯤꯡꯕꯨ ꯃꯈꯣꯏꯒꯤ ꯊꯧꯗꯥꯡꯗ ꯄꯨꯟꯁꯤꯟꯕ ꯉꯝꯃꯤ ꯑꯃꯁꯨꯡ ꯃꯈꯣꯏꯕꯨ ꯑꯄꯨꯟꯕꯥ ꯄꯥꯟꯗꯝ ꯑꯃꯒꯤ ꯃꯥꯏꯀꯩꯗꯥ ꯊꯕꯛ ꯇꯧꯅꯕꯥ ꯏꯊꯤꯜ ꯄꯤꯕꯥ ꯉꯝꯃꯤ꯫ ꯑꯁꯣꯏꯕꯥ: ꯄ꯭ꯔꯣꯇꯣꯒꯣꯅꯤꯁ꯭ꯠ ꯀꯌꯥꯗꯁꯨ ꯑꯁꯣꯏꯕ ꯅꯠꯇꯔꯒꯥ ꯑꯋꯥꯠꯄꯥ ꯂꯩ ꯃꯗꯨꯅꯥ ꯃꯈꯣꯏꯕꯨ ꯃꯤꯑꯣꯏꯕ ꯑꯣꯏꯍꯟꯕ ꯑꯃꯁꯨꯡ ꯃꯈꯣꯏꯕꯨ ꯍꯦꯟꯅꯥ ꯃꯔꯤ ꯂꯩꯅꯕꯥ ꯑꯣꯏꯍꯟꯕꯥ ꯉꯝꯒꯅꯤ꯫ ꯂꯝꯆꯠ-ꯁꯥꯖꯠꯁꯤꯡ ꯑꯁꯤꯅꯥ ꯄ꯭ꯔꯣꯇꯣꯒꯣꯅꯤꯁ꯭ꯠ ꯑꯗꯨꯕꯨ ꯌꯥꯝꯅ ꯅꯨꯡꯉꯥꯏꯕꯥ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕꯥ ꯃꯤꯁꯛ ꯑꯃꯥ ꯑꯣꯏꯍꯟꯕꯇ ꯅꯠꯇꯅꯥ ꯃꯈꯣꯏꯒꯤ ꯄꯥꯟꯗꯝꯁꯤꯡ ꯐꯪꯅꯕꯒꯤ ꯃꯥꯏꯀꯩꯗꯥ ꯊꯕꯛ ꯇꯧꯔꯤꯉꯩꯗꯥ ꯋꯥꯔꯤ ꯑꯁꯤꯕꯨ ꯃꯥꯡꯂꯣꯝꯗꯥ ꯄꯨꯈꯠꯄꯗꯥ ꯃꯇꯦꯡ ꯄꯥꯡꯏ꯫